ꯗꯤꯖꯤꯇꯦꯜ ꯒꯨꯝꯕ ꯀꯃꯟ ꯐꯤꯜ ꯑꯃꯒꯤ ꯈꯨꯠꯊꯥꯡꯗ ꯀꯁꯇꯃꯔ ꯇꯦꯕꯜꯒ ꯂꯤꯡꯛ ꯇꯧꯕ ꯌꯥꯏ, ꯃꯗꯨꯅ ꯑꯣꯔꯗꯔ ꯈꯨꯗꯤꯡꯃꯛ ꯑꯀꯛꯅꯕ ꯀꯁꯇꯃꯔ ꯑꯃꯒ ꯃꯔꯤ ꯂꯩꯅꯍꯟꯕ ꯌꯥꯏ꯫ ꯗꯦꯇꯥꯕꯦꯖ ꯑꯃꯗ ꯏꯟꯐꯣꯔꯃꯦꯁꯟ ꯊꯝꯅꯕꯒꯤ ꯑꯇꯣꯞꯄ ꯃꯑꯣꯡ ꯑꯃꯗꯤ ꯗꯣꯀ꯭ꯌꯨꯃꯦꯟꯠ-ꯑꯣꯔꯤꯑꯦꯟꯇꯦꯠ ꯗꯦꯇꯥꯕꯦꯖ ꯑꯃꯒꯤ ꯈꯨꯠꯊꯥꯡꯗ, ꯃꯁꯤꯅ ꯗꯦꯇꯥ ꯑꯗꯨ ꯐꯤꯛꯁ ꯇꯧꯔꯕ ꯁ꯭ꯀꯤꯝ ꯂꯩꯕ ꯇꯦꯕꯜꯁꯤꯡꯗ ꯅꯠꯇꯅ ꯗꯣꯀ꯭ꯌꯨꯃꯦꯟꯠ ꯑꯣꯏꯅ ꯁ꯭ꯇꯣꯔ ꯇꯧꯏ꯫ ꯗꯣꯀ꯭ꯌꯨꯃꯦꯟꯠ ꯈꯨꯗꯤꯡꯃꯛꯀꯤ ꯃꯁꯥꯒꯤ ꯑꯣꯏꯕ ꯑꯈꯟꯅꯕ ꯁ꯭ꯇꯔꯛꯆꯔ ꯂꯩꯕ ꯌꯥꯏ ꯑꯃꯁꯨꯡ ꯇꯣꯉꯥꯟ-ꯇꯣꯉꯥꯟꯕ ꯃꯈꯜꯒꯤ ꯗꯦꯇꯥ, ꯍꯥꯏꯕꯗꯤ ꯇꯦꯛꯁ, ꯏꯃꯦꯖ ꯅꯠꯇ꯭ꯔꯒ ꯚꯤꯗꯤꯑꯣꯁꯤꯡ ꯌꯥꯎꯕ ꯌꯥꯏ꯫ ꯗꯣꯀ꯭ꯌꯨꯃꯦꯟꯠ-ꯑꯣꯔꯤꯑꯦꯟꯇꯦꯠ ꯗꯦꯇꯥꯕꯦꯖꯁꯤꯡ ꯑꯁꯤ ꯑꯟꯁꯇ꯭ꯔꯛꯆꯔ ꯅꯠꯇ꯭ꯔꯒ ꯁꯦꯃꯤ-ꯁꯇ꯭ꯔꯛꯆꯔꯦꯜ ꯗꯦꯇꯥꯒꯤ ꯑꯆꯧꯕ ꯚꯣꯜꯌꯨꯝꯁꯤꯡ ꯊꯝꯅꯕ ꯑꯃꯁꯨꯡ ꯃꯦꯅꯦꯖ ꯇꯧꯕꯗ ꯀꯥꯟꯅꯕ ꯑꯣꯏꯕ ꯌꯥꯏ꯫ ꯗꯦꯇꯥꯕꯦꯖ ꯃꯈꯜ ꯑꯃꯍꯦꯛꯇꯗ ꯑꯆꯨꯝꯕ ꯑꯃꯁꯨꯡ ꯃꯇꯝꯒ ꯆꯥꯟꯅꯕ ꯗꯦꯇꯥ ꯊꯝꯅꯕꯒꯤꯗꯃꯛ ꯃꯊꯧ ꯇꯥꯕꯒꯤ ꯃꯇꯨꯡꯏꯟꯅ ꯏꯟꯐꯣꯔꯃꯦꯁꯟ ꯍꯥꯞꯆꯤꯟꯕ, ꯑꯞꯗꯦꯠ ꯇꯧꯕ ꯅꯠꯇ꯭ꯔꯒ ꯃꯨꯠꯊꯠꯄ ꯌꯥꯏ꯫ ꯗꯦꯇꯥꯕꯦꯖ ꯑꯁꯤ ꯑꯀꯛꯅꯕ ꯏꯟꯐꯣꯔꯃꯦꯁꯟ ꯂꯧꯊꯣꯛꯅꯕꯒꯤꯗꯃꯛꯇꯁꯨ ꯀꯕꯦꯔꯤ ꯇꯧꯕ ꯌꯥꯏ, ꯃꯁꯤꯅ ꯌꯨꯖꯔꯁꯤꯡꯅ ꯇꯣꯉꯥꯟ-ꯇꯣꯉꯥꯟꯕ ꯃꯑꯣꯡꯗ ꯗꯦꯇꯥ ꯑꯗꯨ ꯏꯐꯤꯁꯤꯑꯦꯟꯠ ꯑꯣꯏꯅ ꯁꯔꯆ ꯇꯧꯕ, ꯁꯣꯔꯠ ꯇꯧꯕ ꯑꯃꯁꯨꯡ ꯑꯦꯅꯂꯥꯏꯖ ꯇꯧꯕ ꯉꯝꯍꯜꯂꯤ꯫ ꯃꯈꯥꯗ ꯄꯤꯔꯤꯕ ꯋꯥꯐꯝ ꯑꯁꯤ ꯄꯥꯛꯊꯣꯛ ꯆꯥꯎꯊꯣꯛꯍꯟꯗꯨꯅ ꯄꯦꯔꯥꯒ꯭ꯔꯥꯐ ꯑꯃ ꯁꯦꯝꯃꯨ: ꯗꯤꯖꯤꯇꯦꯜꯒꯤ ꯃꯇꯝ ꯑꯁꯤꯅ ꯇ꯭ꯔꯦꯗꯤꯁ꯭ꯅꯦꯜ ꯑꯣꯏꯕ ꯊꯧꯗꯣꯛꯁꯤꯡꯒꯤ ꯁꯣꯂꯨꯁꯟ ꯀꯌꯥ ꯑꯃ ꯄꯤꯔꯤ꯫ ꯗꯤꯖꯤꯇꯦꯜꯒꯤ ꯃꯇꯝ ꯑꯁꯤꯅ ꯑꯩꯈꯣꯏꯒꯤ ꯄꯔꯁꯣꯅꯦꯜ ꯑꯃꯁꯨꯡ ꯄ꯭ꯔꯣꯐꯦꯁ꯭ꯅꯦꯜ ꯂꯥꯏꯐ ꯑꯅꯤꯃꯛꯇ ꯇ꯭ꯔꯦꯗꯤꯁ꯭ꯅꯦꯜ ꯄ꯭ꯔꯣꯕ꯭ꯂꯦꯝꯁꯤꯡ ꯊꯦꯡꯅꯔꯤꯕ ꯑꯃꯁꯨꯡ ꯁꯣꯜꯕ ꯇꯧꯕꯒꯤ ꯃꯑꯣꯡꯗ ꯑꯍꯣꯡꯕ ꯑꯃ ꯄꯨꯔꯛꯂꯦ꯫ ꯇꯦꯛꯅꯣꯂꯣꯖꯤꯗ ꯑꯅꯧꯕ ꯄꯨꯊꯣꯛꯄꯁꯤꯡꯅ ꯑꯩꯈꯣꯏꯗ ꯃꯁꯤꯡ ꯊꯤꯉꯝꯗ꯭ꯔꯕ ꯈꯨꯠꯂꯥꯏꯁꯤꯡ ꯑꯃꯁꯨꯡ ꯔꯤꯁꯣꯔꯁꯁꯤꯡ ꯐꯪꯍꯜꯂꯤ ꯃꯗꯨꯅ ꯃꯈꯜ ꯀꯌꯥꯒꯤ ꯊꯕꯛꯁꯤꯡ ꯄꯥꯡꯊꯣꯛꯄꯗ ꯂꯥꯏꯊꯣꯛꯍꯜꯂꯤ꯫ ꯈꯨꯗꯝ ꯑꯣꯏꯅ ꯏꯃꯦꯏꯜ, ꯁꯣꯁꯤꯑꯦꯜ ꯃꯤꯗꯤꯌꯥ, ꯑꯃꯁꯨꯡ ꯑꯣꯟꯂꯥꯏꯟ ꯐꯥꯏꯜ ꯁ꯭ꯇꯣꯔꯦꯖ ꯁꯣꯜ ꯁꯣꯜꯌꯨꯁꯟꯁꯤꯡ ꯂꯥꯛꯄꯗꯒꯤ ꯀꯝꯃ꯭ꯌꯨꯅꯤꯀꯦꯁꯟ ꯑꯃꯁꯨꯡ ꯏꯟꯐꯣꯔꯃꯦꯁꯟ ꯁꯦꯌꯔ ꯇꯧꯕꯗ ꯌꯥꯝꯅ ꯐꯒꯠꯂꯦ꯫ ꯃꯁꯤꯒꯤ ꯃꯊꯛꯇ ꯑꯥꯔꯇꯤꯐꯤꯁꯤꯑꯦꯜ ꯏꯟꯇꯤꯂꯤꯖꯦꯟꯁ ꯑꯃꯁꯨꯡ ꯑꯣꯇꯣꯃꯦꯁꯟꯗ ꯑꯍꯣꯡꯕ ꯂꯥꯛꯄꯅ ꯃꯔꯝ ꯑꯣꯏꯗꯨꯅ ꯃꯇꯝ ꯌꯥꯝꯅ ꯆꯪꯒꯗꯕ ꯅꯠꯇ꯭ꯔꯒ ꯑꯔꯨꯕ ꯊꯕꯛꯁꯤꯡ ꯄꯥꯡꯊꯣꯛꯄ ꯉꯝꯕ ꯁ꯭ꯃꯥꯔꯠ ꯗꯤꯚꯥꯏꯁꯁꯤꯡ ꯑꯃꯁꯨꯡ ꯁꯣꯐꯋꯦꯌꯔꯁꯤꯡ ꯁꯦꯝꯒꯠꯂꯦ꯫ ꯗꯤꯖꯤꯇꯦꯜ ꯁꯣꯂꯨꯁꯟꯁꯤꯡ ꯑꯁꯤꯅ ꯑꯩꯈꯣꯏꯕꯨ ꯍꯦꯟꯅ ꯏꯐꯤꯁꯤꯌꯦꯟꯠ ꯑꯣꯏꯅ ꯊꯕꯛ ꯇꯧꯕ, ꯑꯇꯣꯞꯄꯁꯤꯡꯒ ꯍꯦꯟꯅ ꯐꯖꯅ ꯄꯨꯟꯅ ꯊꯕꯛ ꯇꯧꯃꯤꯟꯅꯕ ꯑꯃꯁꯨꯡ ꯍꯥꯟꯅꯗꯒꯤ ꯍꯦꯟꯅ ꯊꯨꯅ ꯏꯟꯐꯣꯔꯃꯦꯁꯟ ꯐꯪꯍꯟꯕ ꯉꯝꯍꯜꯂꯦ꯫ ꯑꯄꯨꯟꯕ ꯑꯣꯏꯅ ꯗꯤꯖꯤꯇꯦꯜꯒꯤ ꯃꯇꯝ ꯑꯁꯤꯅ ꯃꯇꯝ ꯁꯥꯡꯅ ꯂꯩꯔꯛꯂꯕ ꯁꯤꯡꯅꯕꯁꯤꯡꯗ ꯑꯅꯧꯕ ꯁꯣꯂꯨꯁꯟꯁꯤꯡꯒꯤ ꯑꯦꯔꯦ ꯑꯃꯥ ꯄꯤꯗꯨꯅ ꯑꯩꯈꯣꯏꯒꯤ ꯄꯨꯟꯁꯤ ꯑꯃꯁꯨꯡ ꯊꯕꯛ ꯇꯧꯕꯒꯤ ꯃꯑꯣꯡ ꯃꯇꯧꯗ ꯑꯍꯣꯡꯕ ꯄꯨꯔꯛꯂꯦ꯫ ꯃꯥꯏ ꯄꯥꯛꯂꯕ ꯑꯥꯔꯇꯤꯐꯤꯁꯦꯜ ꯏꯟꯇꯦꯂꯤꯖꯦꯟ ꯒꯤ ꯔꯤꯁꯔꯆꯔ ꯑꯃ ꯑꯣꯏꯕ ꯄꯥꯝꯕ ꯃꯤꯑꯣꯏ ꯑꯃꯒꯤꯗꯃꯛ ꯇꯨ-ꯗꯨ ꯂꯤꯁ꯭ꯠ ꯑꯃ ꯁꯦꯝꯃꯨ꯫ ꯃꯥꯏ ꯄꯥꯛꯂꯕ ꯑꯥꯔꯇꯤꯐꯤꯁꯦꯜ ꯏꯟꯇꯦꯂꯤꯖꯦꯟ ꯒꯤ ꯔꯤꯁꯔꯆꯔ ꯑꯃ ꯑꯣꯏꯅꯕꯒꯤꯗꯃꯛ, ꯃꯐꯝꯁꯤꯗ ꯁꯖꯦꯁ ꯇꯧꯔꯕ ꯇꯨ-ꯗꯨ ꯂꯤꯁ ꯑꯃ ꯄꯤꯔꯤ: ꯑꯥꯔꯇꯤꯐꯤꯁꯦꯜ ꯏꯟꯇꯦꯂꯤꯖꯦꯟ ꯒ ꯃꯔꯤ ꯂꯩꯅꯕ ꯂꯝꯁꯤꯡꯗ ꯑꯆꯦꯠꯄ ꯑꯦꯖꯨꯀꯦꯁꯅꯦꯜ ꯐꯥꯎꯟꯗꯦꯁꯟ ꯑꯃ ꯂꯧꯕ꯫ ꯀꯝꯞꯌꯨꯇꯔ ꯁꯥꯏꯟꯁ, ꯃꯦꯊꯃꯦꯇꯤꯛꯁꯀꯤ ꯃꯔꯨꯑꯣꯏꯕ ꯋꯥꯈꯜꯂꯣꯟꯁꯤꯡ (ꯂꯤꯅꯤꯌꯔ ꯑꯦꯖꯦꯕ꯭ꯔꯥ, ꯀꯦꯜꯀꯨꯂꯁ, ꯑꯃꯁꯨꯡ ꯄ꯭ꯔꯣꯕꯤꯕꯤꯂꯤꯇꯤ ꯊꯤꯑꯣꯔꯤ), ꯑꯃꯁꯨꯡ ꯁ꯭ꯇꯦꯇꯤꯁꯇꯤꯛꯁ ꯌꯥꯎꯔꯤ꯫